ꯒ꯭ꯂꯣꯕꯦꯂꯥꯏꯖꯦꯁꯟꯒꯤ ꯃꯇꯥꯡꯗ ꯋꯥ ꯉꯥꯡꯕ꯫ ꯃꯤꯄꯨꯝ ꯈꯨꯗꯤꯡꯃꯛꯄꯨ ꯌꯥꯏꯐ-ꯄꯥꯎꯖꯦꯜ ꯄꯤꯖꯔꯤ, ꯑꯃꯁꯨꯡ ꯒ꯭ꯂꯣꯕꯦꯂꯥꯏꯖꯦꯁꯟꯒꯤ ꯃꯇꯥꯡꯗ ꯄ꯭ꯔꯖꯦꯟꯇꯦꯁꯟ ꯑꯁꯤꯒꯤꯗꯃꯛ ꯉꯁꯤ ꯑꯩꯒ ꯂꯣꯏꯅꯅ ꯁꯔꯨꯛ ꯌꯥꯕꯤꯕꯒꯤꯗꯃꯛ ꯊꯥꯒꯠꯆꯔꯤ꯫ ꯒ꯭ꯂꯣꯕꯦꯂꯥꯏꯖꯦꯁꯟ ꯍꯥꯏꯕꯁꯤ ꯃꯥꯂꯦꯝꯒꯤ ꯊꯥꯛꯇ ꯕꯤꯖꯤꯅꯦꯁꯁꯤꯡ, ꯑꯣꯔꯒꯅꯥꯏꯖꯦꯁꯟꯁꯤꯡ ꯑꯃꯁꯨꯡ ꯁꯔꯀꯥꯔꯁꯤꯡꯅ ꯑꯃꯒꯥ ꯑꯃꯒꯥ ꯂꯣꯏꯅꯅ ꯆꯠꯃꯤꯟꯅꯔꯤꯕ ꯑꯃꯁꯨꯡ ꯏꯟꯇꯤꯒ꯭ꯔꯦꯠ ꯇꯧꯕꯒꯤ ꯊꯧꯑꯣꯡꯅꯤ꯫ ꯃꯁꯤ ꯂꯩꯕꯥꯛꯁꯤꯡꯒꯤ ꯃꯔꯛꯇ ꯄꯣꯠ-ꯆꯩ, ꯁꯔꯕꯤꯁ, ꯏꯟꯐꯣꯔꯃꯦꯁꯟ, ꯑꯃꯁꯨꯡ ꯃꯤꯑꯣꯏꯁꯤꯡ ꯄꯤꯊꯣꯛ-ꯄꯤꯁꯤꯟ ꯇꯧꯅꯕꯗ ꯎꯕ ꯐꯪꯏ, ꯃꯁꯤꯅ ꯇ꯭ꯔꯥꯟꯁꯄꯣꯔꯇꯦꯁꯟ ꯑꯃꯁꯨꯡ ꯀꯝꯃ꯭ꯌꯨꯅꯤꯀꯦꯁꯟ ꯇꯦꯛꯅꯣꯂꯣꯖꯤꯗ ꯑꯍꯣꯡꯕ ꯂꯥꯛꯄꯅ ꯃꯇꯦꯡ ꯄꯥꯡꯂꯤ꯫ ꯒ꯭ꯂꯣꯕꯦꯂꯥꯏꯖꯦꯁꯟꯒꯤ ꯐꯤꯚꯝ ꯑꯁꯤ ꯑꯅꯧꯕ ꯅꯠꯇꯦ, ꯑꯗꯨꯕꯨ ꯍꯧꯈꯕꯥ ꯆꯍꯤ ꯇꯔꯥꯒꯤ ꯈꯨꯖꯤꯡ ꯀꯌꯥꯗꯒꯤ ꯃꯁꯤ ꯇꯦꯛꯅꯣꯂꯣꯖꯤꯒꯤ ꯑꯍꯣꯡꯕꯁꯤꯡ ꯑꯃꯁꯨꯡ ꯏꯟꯇꯔꯅꯦꯁꯅꯦꯜ ꯇ꯭ꯔꯦꯗ ꯍꯦꯟꯒꯠꯂꯛꯄꯅꯥ ꯃꯔꯝ ꯑꯣꯏꯗꯨꯅ ꯍꯦꯟꯅ ꯃꯁꯛ ꯊꯣꯛꯄ ꯑꯣꯏꯔꯛꯂꯤ꯫ ꯒ꯭ꯂꯣꯕꯦꯂꯥꯏꯖꯦꯁꯟꯒꯤ ꯃꯔꯨꯑꯣꯏꯕ ꯀꯥꯟꯅꯕꯁꯤꯡꯒꯤ ꯃꯅꯨꯡꯗ ꯑꯃꯗꯤ ꯄꯣꯠ-ꯆꯩ ꯑꯃꯁꯨꯡ ꯁꯔꯕꯤꯁꯁꯤꯡꯒꯤ ꯆꯠꯊꯣꯛ-ꯆꯠꯁꯤꯟ ꯍꯦꯟꯒꯠꯂꯛꯄꯅ ꯃꯔꯝ ꯑꯣꯏꯗꯨꯅ ꯀꯝꯄꯤꯇꯤꯁꯟ ꯍꯦꯟꯅ ꯄꯨꯔꯛꯄ, ꯑꯅꯧꯕꯥ ꯄꯨꯊꯣꯛꯄ ꯍꯦꯟꯒꯠꯂꯛꯄ, ꯑꯃꯁꯨꯡ ꯁꯦꯟ-ꯊꯨꯝꯒꯤ ꯆꯥꯎꯈꯠꯄ ꯍꯦꯟꯒꯠꯂꯛꯄꯅꯤ꯫ ꯕꯤꯖꯤꯅꯦꯁꯁꯤꯡꯅ ꯑꯅꯧꯕ ꯀꯩꯊꯦꯜꯁꯤꯡ ꯐꯪꯍꯟꯕ ꯉꯝꯂꯤ, ꯑꯃꯁꯨꯡ ꯀꯟꯖꯨꯃꯔꯁꯤꯡꯗ ꯄꯣꯠꯊꯣꯛꯁꯤꯡ ꯑꯃꯁꯨꯡ ꯁꯔꯕꯤꯁꯁꯤꯡꯒꯤꯗꯃꯛꯇ ꯍꯦꯟꯅ ꯐꯕ ꯑꯣꯄꯁꯟꯁꯤꯡ ꯄꯤꯔꯤ꯫ ꯀꯦꯄꯤꯇꯦꯜꯒꯤ ꯐ꯭ꯂꯣ ꯑꯁꯤꯅ ꯂꯩꯕꯥꯛꯁꯤꯡꯗ ꯁꯦꯜ ꯊꯥꯗꯕ ꯍꯦꯟꯒꯠꯂꯛꯄꯁꯨ ꯃꯔꯝ ꯑꯣꯏꯗꯨꯅ ꯏꯟꯗꯁ꯭ꯇꯔꯤꯁꯤꯡ ꯆꯥꯎꯈꯠꯄ, ꯏꯟꯐ꯭ꯔꯥꯁꯇꯔꯛꯆꯔ ꯆꯥꯎꯈꯠꯍꯟꯕ, ꯑꯃꯁꯨꯡ ꯊꯕꯛ ꯄꯤꯕꯒꯤ ꯈꯨꯗꯣꯡꯆꯥꯕꯁꯤꯡ ꯁꯦꯝꯒꯠꯂꯤ꯫ ꯑꯗꯨꯝ ꯑꯣꯏꯅꯃꯛ, ꯒ꯭ꯂꯣꯕꯦꯂꯥꯏꯖꯦꯁꯟ ꯑꯁꯤꯅ ꯁꯤꯡꯅꯕ ꯀꯌꯥ ꯑꯃꯁꯨ ꯄꯤꯔꯤ꯫ ꯃꯥꯂꯦꯝꯒꯤ ꯀꯩꯊꯦꯜ ꯑꯁꯤ ꯇꯪꯗꯨ ꯂꯩꯇꯥꯗꯕꯒꯤ ꯍꯧꯔꯛꯐꯝ ꯑꯣꯏꯕ ꯌꯥꯏ, ꯑꯃꯁꯨꯡ ꯏꯀꯣꯅꯣꯃꯤꯁꯤꯡꯅ ꯍꯦꯟꯅ ꯃꯔꯤ ꯂꯩꯅꯔꯛꯄꯒ ꯂꯣꯏꯅꯅ ꯂꯝ ꯑꯃꯗ ꯀ꯭ꯔꯥꯏꯁꯤꯁ ꯑꯃ ꯑꯇꯣꯞꯄꯁꯤꯡꯗ ꯌꯥꯝꯅ ꯊꯨꯅ ꯁꯟꯗꯣꯛꯄ ꯌꯥꯏ꯫ ꯒ꯭ꯂꯣꯕꯦꯂꯥꯏꯖꯦꯁꯟ ꯑꯁꯤꯅ ꯁꯦꯜ ꯌꯥꯝꯅ ꯇꯥꯟꯕ ꯑꯃꯁꯨꯡ ꯂꯥꯏꯔꯕ ꯂꯩꯕꯥꯛꯁꯤꯡꯒꯤ ꯃꯔꯛꯇ ꯂꯩꯔꯤꯕ ꯈꯦꯠꯅꯕ ꯑꯁꯤ ꯍꯦꯟꯅ ꯄꯥꯛꯊꯣꯛ ꯆꯥꯎꯊꯣꯛꯍꯟꯕꯒꯤ ꯄꯣꯇꯦꯟꯁꯤꯌꯦꯜꯁꯨ ꯂꯩꯔꯤ, ꯃꯔꯝꯗꯤ ꯃꯥꯂꯦꯝꯒꯤ ꯀꯩꯊꯦꯜꯗ ꯆꯥꯡꯗꯝꯅꯕ ꯉꯝꯕ ꯂꯩꯕꯥꯛꯁꯤꯡꯅ ꯍꯦꯟꯅ ꯆꯥꯎꯈꯠꯄ ꯉꯝꯒꯅꯤ, ꯑꯗꯨꯒ ꯂꯥꯟꯊꯦꯡꯅꯔꯤꯕ ꯂꯩꯕꯥꯛꯁꯤꯡꯅ ꯇꯨꯡꯗ ꯊꯥꯗꯣꯛꯄ ꯌꯥꯏ꯫ ꯂꯦꯕꯔ ꯑꯃꯁꯨꯡ ꯑꯦꯟꯚꯥꯏꯔꯅꯃꯦꯟꯇꯀꯤ ꯁ꯭ꯇꯦꯟꯗꯔꯗꯁꯤꯡ ꯍꯦꯟꯅ ꯅꯦꯝꯅ ꯂꯩꯕꯥ ꯂꯩꯕꯥꯛ ꯈꯔꯗ ꯔꯦꯒꯨꯂꯦꯁꯟ ꯂꯩꯇꯕꯒꯤ ꯀꯥꯟꯅꯕ ꯑꯆꯧꯕ ꯀꯣꯔꯄꯣꯔꯦꯁꯟꯁꯤꯡꯅ ꯂꯧꯕ ꯌꯥꯏ, ꯃꯔꯝ ꯑꯗꯨꯅ ꯑꯦꯛꯁꯄꯂꯣꯏꯇꯦꯁꯟꯒꯤ ꯄꯣꯇꯦꯟꯁꯤꯌꯦꯜꯁꯨ ꯂꯩ꯫ ꯁꯤꯡꯅꯕ ꯀꯌꯥ ꯂꯩꯔꯕꯁꯨ, ꯒ꯭ꯂꯣꯕꯦꯂꯥꯏꯖꯦꯁꯟꯅꯥ ꯒ꯭ꯔꯣꯊ, ꯗꯤꯕꯦꯂꯄꯃꯦꯟꯇ ꯑꯃꯁꯨꯡ ꯄ꯭ꯔꯣꯒ꯭ꯔꯦꯁꯀꯤ ꯑꯆꯧꯕ ꯈꯨꯗꯣꯡꯆꯥꯕꯁꯤꯡ ꯄꯤꯔꯤ꯫ ꯒ꯭ꯂꯣꯕꯦꯂꯥꯏꯖꯦꯁꯅꯒꯤ ꯀꯥꯟꯅꯕꯥ ꯑꯁꯤ ꯄꯥꯛ ꯁꯟꯅꯥ ꯑꯃꯁꯨꯡ ꯃꯥꯟꯅꯕꯥ ꯃꯑꯣꯡꯗꯥ ꯁꯦꯌꯔ ꯇꯧꯅꯕꯥ, ꯑꯃꯁꯨꯡ ꯃꯁꯤꯒꯤ ꯁꯤꯡꯅꯕꯁꯤꯡ ꯑꯁꯤ ꯀꯣꯀꯍꯟꯅꯕꯥ ꯊꯕꯛ ꯇꯧꯕꯥ ꯑꯁꯤ ꯁꯔꯀꯥꯔꯁꯤꯡ, ꯕꯤꯖꯤꯅꯦꯁꯁꯤꯡ ꯑꯃꯁꯨꯡ ꯃꯤꯑꯣꯏꯁꯤꯡꯒꯤ ꯃꯊꯧꯅꯤ꯫ ꯃꯁꯤꯗ ꯐꯦꯌꯔ ꯇ꯭ꯔꯦꯗ ꯄ꯭ꯔꯦꯛꯇꯤꯁꯁꯤꯡ ꯄ꯭ꯔꯃꯣꯠ ꯇꯧꯕꯥ, ꯂꯦꯕꯔ ꯔꯥꯏꯠꯁ ꯑꯃꯁꯨꯡ ꯑꯦꯟꯚꯥꯏꯔꯅꯃꯦꯟꯇ ꯉꯥꯛꯊꯣꯛꯅꯕꯥ ꯔꯤꯒꯨꯂꯦꯁꯟꯁꯤꯡ ꯏꯃꯄꯂꯤꯃꯦꯟꯇ ꯇꯧꯕ, ꯑꯃꯁꯨꯡ ꯃꯥꯂꯦꯝꯒꯤ ꯀꯩꯊꯦꯜꯗ ꯁꯔꯨꯛ ꯌꯥꯕꯗ ꯃꯇꯦꯡ ꯃꯊꯧ ꯇꯥꯕ ꯂꯩꯕꯥꯛꯁꯤꯡꯗ ꯃꯇꯦꯡ ꯄꯤꯕ ꯌꯥꯎꯔꯤ꯫ ꯂꯣꯏꯁꯤꯜꯂꯛꯄꯗꯥ, ꯒ꯭ꯂꯣꯕꯦꯂꯥꯏꯖꯦꯁꯟꯅ ꯃꯥꯂꯦꯝ ꯑꯁꯤꯕꯨ ꯄꯨꯟꯅ ꯄꯨꯟꯁꯤꯟꯅꯕꯒꯤ ꯑꯆꯧꯕ ꯄꯣꯇꯦꯟꯁꯤꯌꯦꯜ ꯂꯩꯔꯤ ꯃꯗꯨꯅ ꯄꯨꯝꯅꯃꯛꯀꯤ ꯑꯣꯏꯅ ꯒ꯭ꯔꯣꯊ, ꯄ꯭ꯔꯣꯁꯄꯦꯔꯤꯇꯤ ꯑꯃꯁꯨꯡ ꯄ꯭ꯔꯣꯒ꯭ꯔꯦꯁ ꯇꯧꯕꯥ ꯉꯝꯍꯜꯂꯤ꯫ ꯑꯆꯨꯝꯕ ꯄꯣꯂꯤꯁꯤꯁꯤꯡ ꯊꯝꯂꯒꯥ, ꯑꯃꯁꯨꯡ ꯇꯦꯡꯕꯥꯡ ꯄꯤꯅꯕ ꯑꯃꯁꯨꯡ ꯄꯨꯟꯅ ꯊꯕꯛ ꯇꯧꯃꯤꯟꯅꯅꯕ ꯋꯥꯁꯛ ꯂꯧꯔꯒꯥ, ꯃꯤꯄꯨꯝ ꯈꯨꯗꯤꯡꯃꯛꯀꯤ ꯃꯉꯥꯜ ꯂꯩꯕꯥ ꯇꯨꯡꯂꯝꯆꯠ ꯑꯃ ꯁꯣꯏꯗꯅ ꯐꯪꯍꯟꯅꯕ ꯑꯩꯈꯣꯏꯅ ꯄꯨꯟꯅ ꯊꯕꯛ ꯇꯧꯃꯤꯟꯅꯕ ꯉꯝꯒꯅꯤ꯫ ꯊꯥꯒꯠꯆꯔꯤ.